ꯑꯄꯤꯕ ꯄꯨꯋꯥꯔꯤꯒꯤ ꯋꯥꯐꯝꯁꯤꯡ ꯑꯗꯨ ꯋꯥꯔꯤ ꯑꯃꯗ ꯑꯣꯟꯊꯣꯛꯎ꯫ ꯔꯣꯝ ꯁꯍꯔ ꯑꯁꯤ ꯈ꯭ꯔ꯭ꯏꯁ꯭ꯇꯒꯤ ꯃꯃꯥꯡ ꯆꯥꯇ꯭ꯔꯦꯠꯀ ꯌꯥꯡꯈꯩꯍꯨꯝꯗꯣꯏ ꯗ ꯂꯤꯡꯈꯠꯈꯤ ꯑꯃꯁꯨꯡ ꯈ꯭ꯔ꯭ꯏꯁ꯭ꯇꯒꯤ ꯃꯃꯥꯡ ꯆꯍꯤ ꯀꯨꯟꯅꯤꯄꯥꯟ ꯗ ꯔꯣꯃꯒꯤ ꯏꯝꯄꯥꯌꯔꯒꯤ ꯔꯥꯖꯙꯥꯅꯤ ꯑꯣꯏꯈꯤ꯫ ꯃꯇꯝ ꯑꯃꯗ ꯂꯥꯛꯈꯤꯕ ꯁꯍꯔ ꯑꯃ ꯂꯩꯔꯝꯃꯤ꯫ ꯈ꯭ꯔ꯭ꯏꯁ꯭ꯇꯒꯤ ꯃꯃꯥꯡ ꯆꯥꯇ꯭ꯔꯦꯠꯀ ꯌꯥꯡꯈꯩꯍꯨꯝꯗꯣꯏ ꯗ ꯑꯆꯧꯕ ꯁꯍꯔ ꯔꯣꯝ ꯂꯤꯡꯈꯠꯈꯤ꯫ ꯃꯁꯤꯒꯤ ꯂꯝꯕꯤꯁꯤꯡ ꯑꯁꯤ ꯃꯤꯁꯤꯡꯅ ꯊꯜꯂꯕ ꯃꯐꯝ ꯑꯃꯅꯤ ꯑꯃꯁꯨꯡ ꯃꯁꯤꯒꯤ ꯕꯤꯜꯗꯤꯡꯁꯤꯡ ꯑꯁꯤ ꯑꯆꯧꯕ ꯑꯃꯁꯨꯡ ꯃꯁꯛ ꯊꯣꯛꯄꯥꯑꯣꯏꯈꯤ꯫ ꯍꯤꯜ ꯇꯔꯦꯠ ꯀꯤ ꯃꯔꯛꯇ ꯊꯨꯡꯂꯔꯕ ꯔꯣꯝ ꯑꯁꯤ ꯌꯥꯝꯅ ꯊꯨꯅ ꯄꯥꯡꯒꯜ ꯑꯃꯁꯨꯡ ꯁꯛꯇꯤ ꯍꯦꯟꯒꯠꯂꯛꯈꯤ꯫ ꯑꯃꯁꯨꯡ ꯃꯔꯝ ꯑꯁꯤꯅ, ꯊꯣꯛꯈꯤ ꯃꯗꯨꯗꯤ ꯈ꯭ꯔ꯭ꯏꯁ꯭ꯇꯒꯤ ꯃꯃꯥꯡ ꯆꯍꯤ ꯀꯨꯟꯅꯤꯄꯥꯟ ꯗ ꯔꯣꯝ ꯑꯁꯤ ꯌꯥꯝꯅ ꯆꯥꯎꯔꯕ ꯁꯥꯝꯔꯥꯖ꯭ꯌ ꯑꯃꯒꯤ ꯊꯃꯣꯏ ꯑꯣꯏꯔꯛꯈꯤ꯫ ꯃꯔꯝꯗꯤ ꯆꯍꯤ ꯑꯗꯨꯗ ꯂꯥꯛꯀꯗꯧꯔꯤꯕ ꯆꯍꯤ ꯂꯤꯁꯤꯡ ꯀꯌꯥꯗ ꯃꯁꯥꯒꯤ ꯂꯝꯁꯤꯡ ꯑꯃꯁꯨꯡ ꯃꯤꯌꯥꯝꯒꯤ ꯃꯊꯛꯇ ꯁꯥꯁꯟ ꯇꯧꯒꯗꯕ ꯃꯄꯥꯡꯒꯜ ꯀꯟꯕ ꯔꯣꯃꯥꯟ ꯃꯟꯇ꯭ꯔꯤꯒꯤ ꯔꯥꯖꯙꯥꯅꯤ ꯑꯣꯏꯈꯤ꯫ ꯉꯁꯤ ꯐꯥꯎꯕꯗ ꯔꯣꯝ ꯑꯁꯤ ꯃꯁꯥꯒꯤ ꯍꯧꯈꯤꯕ ꯃꯇꯝꯒꯤ ꯑꯊꯣꯏꯕ ꯃꯁꯛ ꯑꯃꯥ ꯑꯣꯏꯅ ꯂꯦꯞꯂꯤ, ꯑꯃꯁꯨꯡ ꯃꯁꯤꯒꯤ ꯂꯤꯒꯦꯁꯤ ꯑꯁꯤ ꯄꯨꯋꯥꯔꯤꯒꯤ ꯄ꯭ꯔ꯭ꯏꯁ꯭ꯊꯥꯁꯤꯡꯗ ꯍꯤꯡꯂꯤ꯫ ꯃꯈꯥꯒꯤ ꯋꯥꯍꯩ ꯑꯁꯤ ꯃꯗꯨꯒꯤ ꯑꯔꯤꯕ ꯑꯔꯊ ꯍꯣꯡꯗꯣꯛꯇꯨꯅ ꯑꯃꯨꯛ ꯍꯟꯅ ꯏꯌꯨ: ꯃꯦꯅꯦꯖꯔꯅ ꯀꯁꯇꯃꯔ ꯑꯗꯨꯒ ꯃꯈꯣꯢꯒꯤ ꯀꯝꯄ꯭ꯂꯦꯟꯇꯁꯤꯡꯒꯤ ꯃꯇꯥꯡꯗ ꯀꯟꯁꯜꯇꯦꯁꯟ ꯇꯧꯈꯤ꯫' 'ꯃꯦꯅꯦꯖꯔꯅ ꯀꯁꯇꯃꯔꯒꯤ ꯋꯥꯀꯠꯁꯤꯡ ꯃꯈꯣꯏꯒ ꯈꯟꯅꯈꯤ꯫ ꯃꯄꯨꯔꯣꯏꯕ ꯑꯃꯒꯤꯗꯃꯛ ꯁꯨꯇꯤꯒꯤ ꯃꯐꯝ ꯑꯃ ꯄꯤꯌꯨ꯫ ꯃꯄꯨꯔꯣꯏꯕꯁꯤꯡꯒꯤ ꯔꯣꯃꯥꯟꯇꯤꯛ ꯁꯨꯇꯤꯒꯤ ꯐꯖꯔꯕ ꯃꯐꯝ ꯑꯃꯗꯤ ꯒ꯭ꯔꯤꯁꯀꯤ ꯁꯥꯟꯇꯣꯔꯤꯅꯤ ꯑꯣꯏꯕ ꯌꯥꯏ꯫ ꯑꯉꯛꯄ ꯋꯥꯏꯇꯦꯞ ꯕꯤꯜꯗꯤꯡꯁꯤꯡ, ꯀ꯭ꯔ꯭ꯤꯁꯇꯦꯜ ꯀ꯭ꯂꯤꯌꯥꯔ ꯏꯁꯤꯡ, ꯑꯃꯁꯨꯡ ꯃꯃꯤꯡ ꯂꯩꯔꯕ ꯕ꯭ꯂꯨ ꯗꯣꯝꯁꯤꯡ ꯂꯩꯕ ꯃꯁꯛ ꯅꯥꯏꯕ ꯗ꯭ꯕꯤꯞ ꯑꯁꯤ ꯑꯃꯒ ꯑꯃꯒ ꯅꯨꯡꯉꯥꯏꯅ ꯂꯩꯅꯕ ꯃꯄꯨꯡ ꯐꯥꯕ ꯃꯐꯝ ꯑꯃꯅꯤ꯫ ꯑꯗꯣꯝꯅ ꯑꯉꯛꯄ ꯅꯨꯃꯤꯠ ꯆꯨꯞꯄ ꯂꯦꯞꯄ ꯌꯥꯏ, ꯑꯁꯥꯕ ꯁꯃꯨꯗ꯭ꯔꯗ ꯇꯨꯝꯕ ꯌꯥꯏ, ꯃꯤꯅꯨꯡꯁꯤ ꯂꯩꯕ ꯈꯨꯡꯒꯪꯁꯤꯡꯗ ꯆꯠꯄ ꯌꯥꯏ ꯑꯃꯁꯨꯡ ꯃꯆꯤ ꯑꯣꯏꯕ ꯒ꯭ꯔꯤꯛ ꯆꯥꯛꯆꯥ-ꯏꯊꯛꯁꯤꯡ ꯊꯛꯄ ꯌꯥꯏ꯫ ꯃꯁꯤ ꯅꯨꯡꯉꯥꯏꯕ ꯑꯃꯁꯨꯡ ꯀꯥꯎꯔꯣꯏꯗꯕ ꯔꯣꯃꯥꯟꯇꯤꯛ ꯒꯦꯇꯋꯦ ꯑꯃꯒꯤꯗꯃꯛ ꯃꯄꯨꯡ ꯐꯥꯕ ꯃꯐꯝꯅꯤ꯫ ꯂꯤꯁꯠ ꯑꯗꯨꯗ ꯈ꯭ꯋꯥꯏꯗꯒꯤ ꯆꯥꯎꯕ ꯃꯁꯤꯡ ꯑꯗꯨ ꯄ꯭ꯔꯤꯟꯇ ꯇꯧꯅꯕ ꯄꯤꯔꯤꯕ ꯀꯣꯗ ꯑꯗꯨ ꯃꯣꯗꯤꯐꯥꯏ ꯇꯧ꯫ ꯄꯦꯔꯥꯂꯦꯂꯣꯒ꯭ꯔꯥꯝ, ꯄꯦꯟꯇꯥꯒꯣꯟ, ꯑꯣꯛꯇꯣꯕꯔ꯫ ꯄꯤꯔꯤꯕ ꯋꯥꯍꯩꯁꯤꯡ ꯑꯁꯤ ꯇ꯭ꯔꯥꯏꯑꯦꯡꯒꯜ, ꯁꯥꯔꯀꯜ ꯅꯠꯇꯔꯒ ꯁ꯭ꯀ꯭ꯨꯋꯥꯔ ꯍꯥꯏꯅ ꯀ꯭ꯂꯥꯁꯤꯐꯥꯏ ꯇꯧꯕ ꯌꯥꯗꯦ꯫ ꯄꯦꯔꯥꯂꯦꯂꯣꯒ꯭ꯔꯥꯝ, ꯄꯦꯟꯇꯥꯒꯣꯟ ꯑꯃꯁꯨꯡ ꯑꯣꯛꯇꯣꯕꯔ ꯄꯨꯝꯅꯃꯛ ꯑꯁꯤ ꯄꯣꯂꯤꯒꯣꯟꯅꯤ꯫ ꯋꯥꯜꯇ ꯗꯤꯖꯅꯤ ꯑꯁꯤ ꯀꯔꯝꯕ ꯆꯍꯤꯗ ꯂꯤꯡꯈꯠꯈꯤꯕꯒꯦ? ꯖꯥꯚꯗꯥ ꯚꯦꯔꯤꯑꯦꯕꯜ ꯑꯃ ꯂꯧꯊꯣꯛꯅꯕ ꯑꯆꯨꯝꯕ ꯁꯤꯟꯇꯦꯛꯁ ꯑꯗꯨ ꯈꯪꯗꯣꯛꯄ꯫ ꯖꯥꯚꯗꯥ, ꯃꯈꯥꯗ ꯄꯤꯔꯤꯕ ꯁꯤꯟꯇꯦꯛꯁ ꯑꯁꯤ ꯁꯤꯖꯤꯟꯅꯗꯨꯅ ꯚꯦꯔꯤꯑꯦꯕꯜ ꯑꯃ ꯂꯥꯎꯊꯣꯛꯄ ꯌꯥꯏ, ꯃꯐꯝ ꯑꯗꯨꯗ ꯅꯥ ꯗꯦꯇꯥ ꯃꯈꯜ ( ꯒꯨꯝꯕ) ꯑꯗꯨ ꯇꯥꯛꯏ ꯑꯃꯁꯨꯡ ꯅꯥ ꯂꯥꯎꯊꯣꯛꯂꯤꯕ ꯚꯦꯔꯤꯑꯦꯕꯜ ꯑꯗꯨꯒꯤ ꯃꯃꯤꯡ ꯑꯗꯨ ꯇꯥꯛꯏ꯫ ꯈꯨꯗꯝ ꯑꯣꯏꯅ, ꯍꯥꯏꯅ ꯃꯃꯤꯡ ꯊꯣꯟꯕ ꯏꯟꯇꯤꯖꯔ ꯚꯦꯔꯤꯑꯦꯕꯜ ꯑꯃ ꯂꯥꯎꯊꯣꯛꯏ; ꯍꯥꯏꯅ ꯃꯃꯤꯡ ꯊꯣꯟꯕ ꯗꯕꯜ ꯚꯦꯔꯤꯑꯦꯕꯜ ꯑꯃ ꯂꯥꯎꯊꯣꯛꯏ꯫ ꯋꯥꯍꯩ ꯑꯁꯤꯒꯤ ꯃꯔꯨꯑꯣꯏꯕ ꯄꯥꯎꯖꯦꯜ ꯑꯗꯨ ꯁꯤꯟꯖꯤꯟꯅꯧ꯫ ꯏꯟꯇꯔꯅꯦꯠꯅ ꯑꯩꯈꯣꯏꯒꯤ ꯄꯨꯟꯁꯤꯒꯤ ꯃꯁꯛ ꯀꯌꯥ ꯑꯃꯥ ꯍꯣꯡꯗꯣꯛꯈ꯭ꯔꯦ, ꯑꯩꯈꯣꯏꯒꯤ ꯑꯌꯨꯛꯀꯤ ꯔꯨꯇꯤꯟꯗꯒꯤ ꯍꯧꯔꯒ ꯑꯩꯈꯣꯏꯅ ꯂꯂꯣꯟ-ꯏꯇꯤꯛ ꯇꯧꯕꯒꯤ ꯃꯑꯣꯡ ꯐꯥꯎꯕ꯫ ꯑꯩꯈꯣꯏꯅ ꯍꯧꯖꯤꯛ ꯍꯥꯟꯅꯗꯒꯤ ꯍꯦꯟꯅ ꯌꯥꯡꯅ ꯏꯟꯐꯣꯔꯃꯦꯁꯟ ꯑꯃꯁꯨꯡ ꯁꯔꯕꯤꯁꯁꯤꯡ ꯐꯪꯕ ꯉꯝꯂꯦ ꯑꯃꯁꯨꯡ ꯃꯥꯂꯦꯝ ꯑꯁꯤ ꯃꯃꯥꯡꯗ ꯑꯃꯨꯛꯇ ꯑꯣꯏꯈꯤꯗ꯭ꯔꯤꯕ ꯃꯑꯣꯡꯗ ꯑꯃꯒ ꯑꯃꯒ ꯁꯝꯅꯍꯜꯂꯦ꯫ ꯏꯟꯇꯔꯅꯦꯠꯅ ꯏꯟꯐꯣꯔꯃꯦꯁꯟ ꯑꯃꯁꯨꯡ ꯁꯔꯕꯤꯁꯁꯤꯡ ꯌꯥꯝꯅ ꯊꯨꯅ ꯐꯪꯍꯜꯂꯤ꯫